ꯀꯔꯤꯒꯨꯝꯕ ꯄ꯭ꯔꯤꯊꯤꯕꯤꯒꯤ ꯇꯦꯝꯄꯦꯔꯦꯆꯔ ꯍꯦꯟꯒꯠꯂꯛꯂꯕꯗꯤ ꯀꯔꯤ ꯑꯣꯏꯔꯛꯄ ꯌꯥꯕꯒꯦ ꯍꯥꯏꯕꯗꯨ ꯂꯥꯎꯊꯣꯛꯎ꯫ ꯀꯔꯤꯒꯨꯝꯕ ꯄ꯭ꯔꯤꯊꯤꯕꯤꯒꯤ ꯇꯦꯝꯄꯦꯔꯦꯆꯔ ꯑꯁꯤ ꯃꯈꯥ ꯇꯥꯅ ꯍꯦꯟꯒꯠꯂꯛꯂꯕꯗꯤ ꯄ꯭ꯂꯥꯅꯦꯠ ꯑꯁꯤꯒꯤ ꯑꯃꯁꯨꯡ ꯃꯁꯤꯗ ꯂꯩꯔꯤꯕ ꯃꯤꯑꯣꯏꯁꯤꯡꯗ ꯐꯜ ꯀꯌꯥ ꯑꯃ ꯂꯥꯛꯀꯅꯤ ꯍꯥꯏꯕꯒꯤ ꯊꯥꯖꯕꯥ ꯂꯩ꯫ ꯃꯈꯥꯗ ꯄꯤꯔꯤꯕ ꯑꯣꯏꯊꯣꯛꯄ ꯌꯥꯕ ꯐꯜ ꯈꯔꯗꯤ ꯃꯈꯥꯗ ꯄꯤꯔꯤ - ꯁꯃꯨꯗ꯭ꯔꯒꯤ ꯂꯦꯚꯦꯜ ꯍꯦꯟꯒꯠꯂꯛꯄ -ꯇꯦꯝꯄꯦꯔꯦꯆꯔ ꯍꯦꯟꯒꯠꯂꯛꯄꯅ ꯃꯔꯝ ꯑꯣꯏꯗꯨꯅ ꯄꯣꯂꯥꯔ ꯑꯥꯏꯁ ꯀꯦꯞꯁꯤꯡ, ꯒ꯭ꯂꯦꯁꯤꯌꯔꯁꯤꯡ, ꯑꯃꯁꯨꯡ ꯑꯥꯏꯁ ꯁꯤꯠꯁꯤꯡ ꯌꯥꯝꯅ ꯊꯨꯅ ꯌꯥꯡꯅ ꯆꯦꯟꯊꯔꯛꯄꯅꯥ ꯁꯃꯨꯗ꯭ꯔꯒꯤ ꯂꯦꯚꯦꯜ ꯑꯁꯤ ꯌꯥꯝꯅ ꯍꯦꯟꯒꯠꯂꯛꯄ ꯌꯥꯏ꯫ ꯃꯁꯤꯅ ꯁꯃꯨꯗ꯭ꯔ ꯈꯣꯡꯕꯥꯜꯒꯤ ꯃꯐꯝꯁꯤꯡꯗ ꯏꯁꯤꯡ ꯏꯆꯥꯎ ꯑꯃꯁꯨꯡ ꯏꯆꯥꯎ ꯊꯣꯛꯍꯟꯕ‌ ꯌꯥꯏ ꯑꯃꯁꯨꯡ ꯂꯦꯝꯍꯧꯔꯤꯕ ꯑꯥꯏꯂꯦꯟꯗꯁꯤꯡ ꯑꯃꯁꯨꯡ ꯁꯍꯔ ꯈꯔꯗꯁꯨ ꯏꯁꯤꯡꯗ ꯆꯦꯟꯊꯍꯟꯕ ꯌꯥꯏ꯫ ꯍꯦꯟꯅ‌ ꯀꯟꯅ ꯑꯀꯟꯕꯥ ꯅꯣꯡꯖꯨ-ꯅꯨꯡꯁ - ꯄ꯭ꯔꯤꯊꯤꯕꯤꯒꯤ ꯇꯦꯝꯄꯦꯔꯦꯆꯔ ꯍꯦꯟꯒꯠꯂꯛꯄꯒ ꯂꯣꯏꯅꯅꯥ ꯍꯤꯇꯋꯦꯚ, ꯅꯣꯡꯖꯨ-ꯅꯨꯡꯁꯥ, ꯍꯨꯔꯤꯀꯦꯟ ꯑꯃꯁꯨꯡ ꯑꯇꯩ ꯃꯈꯜꯒꯤ ꯑꯀꯟꯕ ꯅꯣꯡꯖꯨ-ꯅꯨꯡꯁꯥ ꯑꯁꯤ ꯍꯦꯟꯅ ꯌꯥꯡꯅ ꯑꯃꯁꯨꯡ ꯌꯥꯝꯅ ꯁꯥꯊꯤꯕ ꯑꯣꯏꯔꯛꯄ ꯌꯥꯏ꯫ ꯊꯧꯗꯣꯛꯁꯤꯡ ꯑꯁꯤꯅ ꯀꯝꯃ꯭ꯌꯨꯅꯤꯇꯤꯁꯤꯡꯗ ꯌꯥꯝꯅ ꯁꯥꯊꯤꯅ ꯁꯣꯛꯍꯟꯕ ꯌꯥꯏ, ꯏꯟꯐ꯭ꯔꯥꯁ꯭ꯇꯔꯛꯆꯔꯗꯥ ꯑꯃꯥꯡ-ꯑꯇꯥ ꯊꯣꯛꯍꯟꯕ ꯌꯥꯏ, ꯑꯃꯁꯨꯡ ꯄꯨꯟꯁꯤ ꯃꯥꯡꯍꯟꯕ ꯌꯥꯏ꯫ ꯕꯥꯏꯑꯣꯗꯥꯏꯕꯔꯁꯤꯇꯤ ꯃꯥꯡꯈꯤꯕ - ꯇꯦꯝꯄꯦꯔꯦꯆꯔ ꯃꯈꯥ ꯇꯥꯅꯥ ꯍꯦꯟꯒꯠꯂꯛꯄꯒꯥ ꯂꯣꯏꯅꯅꯥ, ꯄꯥꯝꯕꯤ ꯑꯃꯁꯨꯡ ꯁꯥ-ꯁꯟꯒꯤ ꯃꯈꯜ ꯀꯌꯥꯅ ꯍꯣꯡꯂꯛꯂꯤꯕ ꯑꯀꯣꯏꯔꯣꯟ ꯑꯁꯤꯒ ꯄꯨꯟꯁꯤꯟꯅꯕꯗꯥ ꯑꯋꯥꯕ ꯃꯥꯌꯣꯛꯅꯔꯛꯄ ꯌꯥꯏ꯫ ꯃꯁꯤꯅ ꯕꯥꯏꯑꯣꯗꯥꯏꯕꯔꯁꯤꯇꯤ ꯃꯥꯡꯍꯟꯕ ꯌꯥꯏ, ꯑꯃꯁꯨꯡ ꯃꯈꯜ ꯀꯌꯥ ꯃꯥꯡꯈꯤꯕ ꯌꯥꯏ꯫ ꯆꯥꯅꯕꯥ ꯑꯃꯁꯨꯡ ꯏꯁꯤꯡꯒꯤ ꯑꯋꯥꯠꯄ - ꯇꯦꯝꯄꯦꯔꯦꯆꯔ ꯍꯦꯟꯒꯠꯂꯛꯄꯅꯥ ꯃꯍꯩ-ꯃꯔꯣꯡ ꯄꯨꯊꯣꯠꯄꯗꯥ ꯑꯀꯥꯏꯕ ꯄꯤꯕ‌ꯌꯥꯏ, ꯃꯗꯨꯅ ꯆꯥꯅꯕꯥ ꯆꯤꯟꯖꯥꯛ ꯋꯥꯠꯄꯥ ꯊꯣꯛꯍꯟꯕ ꯌꯥꯏ꯫ ꯑꯃꯁꯨꯡ, ꯂꯝꯗꯝ ꯈꯔꯗꯥ, ꯗꯤꯃꯥꯟꯗ ꯍꯦꯟꯒꯠꯂꯛꯄ ꯑꯃꯁꯨꯡ ꯐꯪꯕꯒꯤ ꯆꯥꯡ ꯍꯟꯊꯔꯛꯄꯅꯥ ꯃꯔꯝ ꯑꯣꯏꯗꯨꯅ ꯏꯁꯤꯡꯒꯤ ꯁꯄ꯭ꯂꯥꯏꯁꯤꯡꯗ ꯑꯀꯥꯏꯕ‌ ꯄꯤꯕ ꯌꯥꯏ, ꯃꯁꯤꯅ ꯏꯁꯤꯡꯒꯤ ꯑꯋꯥꯠꯄ ꯊꯣꯛꯍꯜꯂꯛꯄ ꯌꯥꯏ꯫ ꯍꯛꯁꯦꯜꯒꯤ ꯏꯝꯄꯦꯛꯇꯁꯤꯡ - ꯀ꯭ꯂꯥꯏꯃꯦꯠ ꯆꯦꯟꯖ ꯑꯃꯁꯨꯡ ꯇꯦꯝꯄꯦꯔꯦꯆꯔ ꯍꯦꯟꯒꯠꯂꯛꯄꯅꯥ ꯃꯤꯑꯣꯏꯕꯒꯤ ꯍꯛꯁꯦꯜꯗ ꯃꯔꯨꯑꯣꯏꯕ ꯏꯝꯄꯦꯛꯇꯁꯤꯡ ꯄꯤꯕ ꯌꯥꯏ꯫ ꯍꯤꯠꯋꯦꯕꯀꯤ ꯐ꯭ꯔꯤꯀ꯭ꯋꯦꯟꯁꯤ ꯍꯦꯟꯒꯠꯂꯛꯄꯅꯥ ꯍꯤꯠꯀꯥ ꯃꯔꯤ ꯂꯩꯅꯕꯥ ꯑꯅꯥꯕ ꯍꯦꯟꯅ ꯊꯣꯛꯍꯟꯕ ꯌꯥꯏ, ꯑꯗꯨꯒ ꯑꯦꯌꯔ ꯄꯣꯂꯨꯁꯟ ꯑꯃꯁꯨꯡ ꯃꯁꯥꯒꯨꯝꯕ ꯂꯥꯏꯅꯥ ꯄꯨꯕ ꯚꯦꯛꯁꯤꯟ ꯌꯦꯟꯊꯣꯛꯄꯗꯥ ꯑꯍꯣꯡꯕ ꯂꯥꯛꯄꯅꯥ ꯁꯣꯔ ꯍꯣꯟꯕꯒꯤ ꯑꯃꯁꯨꯡ ꯂꯧꯅꯒꯟꯕ ꯂꯥꯏꯅꯥꯁꯤꯡꯒꯤ ꯔꯤꯁ꯭ꯛ ꯍꯦꯟꯒꯠꯍꯟꯕꯥ ꯌꯥꯏ꯫ ꯑꯄꯨꯟꯕ ꯑꯣꯏꯅ, ꯄ꯭ꯔꯤꯊꯤꯕꯤꯒꯤ ꯇꯦꯝꯄꯦꯔꯦꯆꯔ ꯍꯦꯟꯒꯠꯂꯛꯄꯒꯤ ꯑꯣꯏꯊꯣꯛꯄ ꯌꯥꯕ ꯐꯜꯁꯤꯡ ꯑꯁꯤ ꯃꯁꯤꯡ ꯌꯥꯝꯅ ꯂꯩ, ꯌꯥꯝꯅ ꯂꯥꯞꯅ ꯆꯠꯂꯤ ꯑꯃꯁꯨꯡ ꯑꯌꯥꯝꯕꯅꯥ ꯅꯦꯒꯦꯇꯤꯕ ꯑꯣꯏ, ꯑꯃꯁꯨꯡ ꯃꯤꯑꯣꯏꯕꯅꯥ ꯊꯣꯛꯍꯟꯕ ꯇꯦꯝꯄꯦꯔꯦꯆꯔ ꯍꯦꯟꯒꯠꯂꯛꯄꯥ ꯑꯁꯤ ꯃꯈꯥ ꯇꯥꯅꯥ ꯍꯟꯊꯍꯟꯅꯕꯥ ꯊꯕꯛ ꯄꯥꯏꯈꯠꯄꯥ ꯑꯁꯤ ꯌꯥꯝꯅ ꯃꯔꯨꯑꯣꯏ꯫ ꯍꯦꯔꯤ ꯄꯣꯇꯔ, ꯂꯨꯅꯥ ꯂ꯭ꯚꯒꯨꯗ, ꯁꯤꯔꯤꯌꯁ ꯕ꯭ꯂꯦꯛ꯫ ꯑꯆꯝꯕ ꯃꯤꯑꯣꯏ ꯑꯍꯨꯝꯒ ꯎꯟꯕꯤꯌꯨ, ꯃꯈꯣꯏ ꯈꯨꯗꯤꯡꯃꯛꯀꯤ ꯃꯁꯥꯒꯤ ꯑꯣꯏꯕ ꯑꯈꯟꯅꯕꯥ ꯋꯥꯔꯤ ꯑꯃꯥ ꯂꯤꯕꯥ ꯌꯥꯏ꯫ ꯑꯍꯥꯟꯕꯗꯥ, ꯍꯦꯔꯤ ꯄꯣꯇꯔ ꯗ ꯕꯣꯏ ꯍꯨ ꯂꯤꯚꯗ, ꯗꯥ꯭ꯔꯛ ꯂꯔꯗꯟꯕꯨ ꯃꯥꯏꯊꯤꯕ ꯄꯤꯈꯤꯕꯒꯤꯗꯃꯛ ꯃꯃꯤꯡ ꯆꯠꯂꯕꯥ ꯅꯍꯥ ꯑꯣꯏꯔꯤꯕ ꯋꯥꯏꯖꯥꯔꯗ ꯑꯃꯅꯤ꯫ ꯃꯊꯪꯗ ꯂꯨꯅꯥ ꯂ꯭ꯚꯒꯨꯗ, ꯃꯥꯂꯦꯝ ꯑꯁꯤꯕꯨ ꯃꯁꯥꯒꯤ ꯑꯈꯟꯅꯕꯥ ꯃꯑꯣꯡꯗ ꯎꯕꯥ ꯉꯝꯕ ꯐ꯭ꯔꯤ-ꯁ꯭ꯄꯤꯔꯤꯠ ꯋꯥꯏꯇꯦꯞ ꯑꯃꯅꯤ, ꯃꯍꯥꯛꯅ ꯆꯠꯂꯤꯕ ꯃꯐꯝ ꯈꯨꯗꯤꯡꯗ ꯃꯇꯝ ꯄꯨꯝꯅꯃꯛꯇ ꯃꯤꯅꯨꯡꯁꯤ ꯑꯃꯁꯨꯡ ꯍꯔꯥꯎꯕꯥ ꯁꯟꯗꯣꯛꯏ꯫ ꯑꯔꯣꯏꯕꯗꯥ, ꯑꯖꯀꯥꯕꯟ ꯖꯦꯜꯗꯒꯤ ꯊꯣꯔꯛꯈꯤꯕ‌ ꯑꯃꯁꯨꯡ ꯊꯣꯏꯗꯣꯛꯄ ꯋꯥꯐꯝ ꯀꯌꯥ ꯊꯝꯈꯤꯕ ꯃꯃꯤꯡ ꯂꯩꯔꯕꯥ ꯋꯥꯏꯖꯥꯔꯗ ꯑꯃ ꯑꯣꯏꯔꯤꯕ ꯁꯤꯔꯤꯌꯁ ꯕ꯭ꯂꯦꯛ ꯂꯩ꯫ ꯀꯦꯔꯦꯛꯇꯔ ꯑꯍꯨꯝ ꯑꯁꯤꯅ ꯃꯈꯣꯏꯒꯤ ꯑꯦꯗꯚꯦꯟꯆꯔꯁꯤꯡꯅ ꯅꯍꯥꯛꯄꯨ ꯊꯋꯥꯏ ꯌꯥꯎꯍꯟꯒꯅꯤ ꯑꯃꯁꯨꯡ ꯃꯦꯖꯤꯛꯀꯤ ꯃꯥꯂꯦꯝꯗ ꯂꯦꯡꯗꯕꯥ ꯏꯊꯤꯜ ꯑꯃꯥ ꯊꯝꯒꯅꯤ꯫